ꯈ꯭ꯋꯥꯏꯗꯒꯤ ꯀꯃꯟ ꯑꯣꯏꯕ ꯐꯥꯏꯅꯥꯟꯁꯤꯑꯦꯜ ꯀ꯭ꯔꯥꯏꯝ ꯃꯉꯥꯒꯤ ꯃꯇꯥꯡꯗ ꯎꯝ ꯄꯟꯕꯤꯌꯨ꯫ ꯐ꯭ꯔꯣꯗ: ꯐ꯭ꯔꯣꯗ ꯍꯥꯏꯕꯁꯤ ꯃꯤꯑꯣꯏ ꯑꯃꯅ ꯅꯠꯇ꯭ꯔꯒ ꯑꯣꯔꯒꯥꯅꯥꯏꯖꯦꯁꯟ ꯑꯃꯅ ꯁꯦꯜ-ꯊꯨꯝꯒꯤ ꯅꯠꯇ꯭ꯔꯒ ꯂꯅꯥꯏꯒꯤ ꯑꯣꯏꯕ ꯀꯥꯟꯅꯕꯁꯤꯡ ꯐꯪꯅꯕꯒꯤꯗꯃꯛ ꯑꯇꯣꯞꯄ ꯄꯥꯔꯇꯤ ꯑꯃꯕꯨ ꯂꯝꯖꯤꯡ-ꯂꯝꯇꯥꯛꯄ ꯅꯠꯇ꯭ꯔꯒ ꯂꯥꯟꯅ ꯂꯝꯖꯤꯡꯕꯒꯤ ꯈ꯭ꯋꯥꯏꯗꯒꯤ ꯀꯃꯟ ꯑꯣꯏꯕ ꯁꯦꯜ-ꯊꯨꯝꯒꯤ ꯀ꯭ꯔꯥꯏꯝ ꯑꯃꯅꯤ꯫ ꯃꯁꯤꯗ ꯀ꯭ꯔꯦꯗꯤꯠ ꯀꯥꯔꯗ ꯐ꯭ꯔꯣꯗ, ꯃꯦꯜ ꯐ꯭ꯔꯣꯗ, ꯑꯥꯏꯗꯦꯟꯇꯤꯇꯤ ꯍꯨꯔꯥꯟꯕ , ꯄꯣꯟꯖꯤ ꯁ꯭ꯀꯤꯝ ꯑꯃꯁꯨꯡ ꯑꯇꯩ ꯀ꯭ꯔꯥꯏꯝꯁꯤꯡ ꯌꯥꯎꯔꯤ꯫ ꯁꯦꯜ ꯂꯧꯊꯣꯛꯄ: ꯁꯦꯜ ꯂꯧꯊꯣꯛꯄ ꯍꯥꯏꯕꯁꯤ ꯃꯤꯑꯣꯏ ꯑꯃꯗ ꯅꯠꯇ꯭ꯔꯒ ꯑꯣꯔꯒꯥꯅꯥꯏꯖꯦꯁꯟ ꯑꯃꯗ ꯊꯥꯔꯛꯄ ꯐꯟꯗꯁꯤꯡ ꯑꯗꯨ ꯑꯦꯛꯁꯦꯁ ꯂꯩꯕ ꯃꯤꯑꯣꯏ ꯑꯃꯅ ꯍꯨꯔꯥꯟꯕ ꯍꯥꯏꯕꯁꯤꯅꯤ꯫ ꯃꯁꯤꯒꯤ ꯃꯈꯜ ꯑꯁꯤꯒꯤ ꯐꯥꯏꯅꯥꯟꯁꯤꯑꯦꯜ ꯀ꯭ꯔꯥꯏꯝ ꯑꯁꯤ ꯀꯝꯄꯦꯅꯤꯁꯤꯡꯒꯤ ꯏꯝꯄ꯭ꯂꯣꯌꯤꯁꯤꯡꯒꯤ ꯃꯔꯛꯇ ꯌꯥꯝꯅ ꯇꯣꯏꯅ ꯊꯣꯛꯏ, ꯃꯈꯣꯏꯅ ꯃꯈꯣꯏꯒꯤ ꯏꯝꯄ꯭ꯂꯣꯌꯔꯒꯤ ꯑꯦꯀꯥꯎꯟꯇꯁꯤꯡꯗꯒꯤ ꯁꯦꯜ ꯍꯨꯔꯥꯟꯕ ꯌꯥꯏ꯫ ꯃꯅꯤ ꯂꯣꯟꯗ꯭ꯔꯤ: ꯃꯅꯤ ꯂꯣꯟꯗ꯭ꯔꯤ ꯍꯥꯏꯕꯁꯤ ꯃꯤꯑꯣꯏ ꯑꯃꯅ ꯅꯠꯇ꯭ꯔꯒ ꯑꯣꯔꯒꯥꯅꯥꯏꯖꯦꯁꯟꯁꯤꯡꯅ ꯇ꯭ꯔꯥꯟꯖꯦꯛꯁꯟꯒꯤ ꯀꯝꯄ꯭ꯂꯦꯛꯁ ꯋꯦꯕ ꯑꯃꯒꯤ ꯈꯨꯠꯊꯥꯡꯗ ꯇ꯭ꯔꯥꯟꯁꯐꯔ ꯇꯧꯗꯨꯅ ꯑꯥꯏꯟꯅ ꯌꯥꯗꯕ ꯃꯑꯣꯡꯗ ꯐꯪꯈꯤꯕ ꯐꯟꯗꯁꯤꯡꯒꯤ ꯑꯆꯨꯝꯕ ꯍꯧꯔꯛꯐꯝ ꯑꯗꯨ ꯂꯣꯠꯁꯤꯟꯗꯨꯅ ꯊꯝꯕꯒꯤ ꯊꯧꯑꯣꯡ ꯑꯗꯨꯕꯨꯅꯤ, ꯃꯗꯨꯅ ꯑꯣꯊꯣꯔꯤꯇꯤꯁꯤꯡꯅ ꯁꯦꯜ ꯑꯗꯨ ꯃꯗꯨꯒꯤ ꯀ꯭ꯔꯤꯃꯤꯅꯦꯜ ꯁꯣꯔꯁꯇ ꯊꯤꯡꯕꯗ ꯑꯋꯥꯕ ꯑꯣꯏꯍꯜꯂꯤ꯫ ꯇꯦꯛꯁ ꯊꯤꯕ: ꯇꯦꯛꯁ ꯊꯤꯕ ꯍꯥꯏꯕꯁꯤ ꯃꯍꯧꯁꯥꯅ ꯏꯟꯀꯝ ꯂꯣꯠꯁꯤꯟꯗꯨꯅ, ꯗꯤꯗꯛꯁꯟꯁꯤꯡ ꯍꯦꯟꯒꯠꯍꯟꯗꯨꯅ ꯅꯠꯇ꯭ꯔꯒ ꯇꯦꯛꯁ ꯊꯤꯕ ꯌꯥꯕ ꯏꯟꯀꯝ ꯄꯨꯝꯅꯃꯛ ꯔꯤꯄꯣꯔꯠ ꯇꯧꯗꯗꯨꯅ, ꯈꯪꯅ ꯈꯪꯅ ꯑꯃꯁꯨꯡ ꯑꯥꯏꯟꯅ ꯌꯥꯗꯕ ꯃꯑꯣꯡꯗ ꯇꯦꯛꯁ ꯄꯤꯗꯕꯒꯤ ꯊꯕꯛꯅꯤ꯫ ꯃꯁꯤ ꯌꯥꯝꯅ ꯁꯥꯊꯤꯕ ꯀ꯭ꯔꯥꯏꯝ ꯑꯃꯅꯤ ꯍꯥꯏꯅ ꯂꯧꯅꯩ, ꯃꯔꯝꯗꯤ ꯃꯁꯤꯅ ꯁꯔꯀꯥꯔꯗ ꯄꯕ꯭ꯂꯤꯛ ꯁꯔꯚꯤꯁꯁꯤꯡꯒꯤꯗꯃꯛꯇ ꯃꯊꯧ ꯇꯥꯕ ꯔꯦꯚꯤꯅ꯭ꯌꯨ ꯐꯪꯍꯟꯗꯦ꯫ ꯏꯟꯁꯥꯏꯗꯔ ꯇ꯭ꯔꯦꯗꯤꯡ: ꯏꯟꯁꯥꯏꯗꯔ ꯇ꯭ꯔꯦꯗꯤꯡ ꯍꯥꯏꯕꯁꯤ ꯐꯥꯏꯅꯥꯟꯁꯤꯑꯦꯜ ꯁꯦꯀ꯭ꯌꯨꯔꯤꯇꯤꯁꯤꯡ ꯌꯣꯟꯕ ꯅꯠꯇ꯭ꯔꯒ ꯌꯣꯟꯕ ꯌꯥꯕꯒꯤ ꯃꯇꯥꯡꯗ ꯋꯥꯈꯜ ꯇꯥꯕ ꯋꯥꯔꯦꯞ ꯂꯧꯕꯗ ꯅꯟ-ꯄꯕ꯭ꯂꯤꯛ ꯅꯠꯇ꯭ꯔꯒ ꯒꯣꯄꯟ ꯑꯣꯏꯕ ꯏꯟꯐꯣꯔꯃꯦꯁꯟ ꯁꯤꯖꯤꯟꯅꯕꯒꯤ ꯊꯧꯑꯣꯡꯕꯨ ꯈꯪꯅꯩ꯫ ꯃꯁꯤꯒꯤ ꯃꯈꯜ ꯑꯁꯤꯒꯤ ꯐꯥꯏꯅꯥꯟꯁꯤꯑꯦꯜ ꯀ꯭ꯔꯥꯏꯝ ꯑꯁꯤ ꯑꯥꯏꯟꯅ ꯌꯥꯗꯕ ꯑꯃꯅꯤ ꯃꯔꯝꯗꯤ ꯃꯁꯤꯅ ꯃꯤꯑꯣꯏ ꯑꯗꯨꯕꯨ ꯀꯩꯊꯦꯜꯗꯥ ꯂꯩꯔꯤꯕ ꯑꯇꯣꯞꯄꯁꯤꯡꯒꯤ ꯃꯊꯛꯇ ꯑꯔꯥꯟꯕ ꯑꯦꯗꯚꯥꯟꯇꯦꯖ ꯑꯃ ꯄꯤ ꯑꯃꯁꯨꯡ ꯐꯦꯌꯔ ꯀꯝꯄꯤꯇꯤꯁꯟꯒꯤ ꯄ꯭ꯔꯤꯟꯁꯤꯄꯜꯁꯤꯡ ꯁꯣꯛꯍꯜꯂꯤ꯫ ꯑꯥꯏꯟꯁꯇꯤꯟꯒꯤ ꯔꯤꯂꯦꯇꯤꯕꯤꯇꯤꯒꯤ ꯊꯤꯑꯣꯔꯤ ꯑꯗꯨ ꯐꯣꯡꯗꯣꯛꯄꯤꯌꯨ꯫ ꯑꯥꯏꯟꯁꯇꯤꯟꯒꯤ ꯊꯤꯑꯣꯔꯤ ꯑꯣꯐ ꯔꯤꯂꯦꯇꯤꯕꯤꯇꯤ ꯑꯁꯤ ꯃꯣꯗꯔꯟ ꯐꯤꯖꯤꯛꯁꯀꯤ ꯃꯔꯨꯑꯣꯏꯕ ꯌꯨꯝꯕꯤ ꯑꯃꯅꯤ, ꯃꯁꯤꯅ ꯁ꯭ꯄꯦꯁ ꯑꯃꯁꯨꯡ ꯃꯇꯝꯒꯤ ꯃꯇꯥꯡꯗ ꯑꯩꯈꯣꯏꯒꯤ ꯂꯧꯁꯤꯡ ꯑꯁꯤ ꯐꯟꯗꯥꯃꯦꯟꯇꯦꯜ ꯑꯣꯏꯅ ꯍꯣꯡꯗꯣꯛꯈꯤ꯫ ꯃꯁꯤ ꯊꯤꯑꯣꯔꯤ ꯑꯅꯤꯅ ꯁꯦꯝꯕꯅꯤ: ꯖꯦꯅꯦꯔꯦꯜ ꯔꯤꯂꯦꯇꯤꯕꯤꯇꯤ ꯑꯃꯁꯨꯡ ꯁ꯭ꯄꯦꯁꯤꯑꯦꯜ ꯔꯤꯂꯦꯇꯤꯕꯤꯇꯤ, ꯃꯈꯣꯏ ꯑꯅꯤꯃꯛ ꯀꯨꯟꯁꯨꯕ ꯆꯍꯤꯆꯥꯒꯤ ꯑꯍꯥꯟꯕ ꯁꯔꯨꯛꯇ ꯑꯦꯜꯕꯥꯔꯠ ꯑꯥꯏꯟꯁꯇꯤꯟꯅ ꯄꯣꯁꯇꯨꯂꯦꯠ ꯇꯧꯈꯤ꯫ ꯅꯥꯏꯟꯇꯤꯟ ꯖꯦꯔꯣ ꯐꯥꯏꯞꯗꯥ ꯑꯍꯥꯟꯕ ꯑꯣꯏꯅ ꯐꯣꯡꯈꯤꯕ ꯁ꯭ꯄꯦꯁꯤꯑꯦꯜ ꯔꯤꯂꯦꯇꯤꯕꯤꯇꯤ ꯑꯁꯤ ꯄꯣꯁꯇꯨꯂꯦꯠ ꯑꯅꯤꯗ ꯌꯨꯝꯐꯝ ꯑꯣꯏꯕꯅꯤ: ꯐꯤꯖꯤꯛꯁꯀꯤ ꯅꯤꯌꯝꯁꯤꯡ ꯑꯁꯤ ꯑꯃꯒ ꯑꯃꯒ ꯔꯤꯂꯦꯇꯤꯕ ꯑꯣꯏꯅ ꯌꯨꯅꯤꯐꯣꯔꯝ ꯃꯣꯁꯟꯗ ꯂꯩꯕ ꯑꯣꯕꯖꯥꯔꯚꯔ ꯄꯨꯝꯅꯃꯛꯀꯤ ꯑꯣꯏꯅ ꯃꯥꯟꯅꯩ, ꯑꯃꯁꯨꯡ ꯃꯉꯥꯜꯒꯤ ꯈꯣꯡꯖꯦꯜ ꯑꯁꯤ ꯃꯇꯝ ꯄꯨꯝꯅꯃꯛꯇ ꯑꯃꯒ ꯑꯃꯒ ꯃꯥꯟꯅꯩ, ꯁꯣꯔꯁꯀꯤ ꯃꯣꯁꯟ ꯑꯗꯨ ꯌꯦꯡꯗꯅ꯫ ꯊꯤꯑꯣꯔꯤ ꯑꯁꯤꯅ ꯃꯇꯝ ꯑꯃꯁꯨꯡ ꯃꯐꯝ ꯑꯁꯤ ꯑꯦꯕꯁꯣꯂ꯭ꯌꯨꯇꯦꯗ, ꯐꯤꯛꯁ ꯑꯦꯟꯇꯤꯇꯤ ꯑꯣꯏꯕꯒꯤ ꯃꯍꯨꯠꯇ ꯑꯃꯒ ꯑꯃꯒ ꯂꯣꯏꯅꯅ ꯑꯃꯁꯨꯡ ꯑꯃꯒ ꯑꯃꯒ ꯃꯔꯤ ꯂꯩꯅꯩ ꯍꯥꯏꯕꯒꯤ ꯋꯥꯈꯜꯂꯣꯟ ꯑꯁꯤ ꯂꯤꯡꯈꯠꯈꯤ꯫ ꯅꯥꯏꯟꯇꯤꯟ ꯐꯤꯐꯇꯤꯟꯗ ꯐꯣꯡꯈꯤꯕ ꯖꯦꯅꯦꯔꯦꯜ ꯔꯤꯂꯦꯇꯤꯕꯤꯇꯤꯅ ꯑꯈꯟꯅꯕ ꯊꯤꯑꯣꯔꯤ ꯑꯁꯤ ꯍꯦꯟꯅ ꯄꯥꯛꯊꯣꯛ ꯆꯥꯎꯊꯣꯛꯍꯟꯗꯨꯅ ꯒ꯭ꯔꯦꯚꯤꯇꯤ ꯑꯃꯁꯨꯡ ꯑꯦꯛꯁꯤꯂꯦꯁꯟ ꯌꯥꯏꯍꯟꯈꯤ꯫ ꯁ꯭ꯄꯦꯁ ꯑꯃꯁꯨꯡ ꯃꯇꯝ, ꯑꯃꯁꯨꯡ ꯒ꯭ꯔꯦꯚꯤꯇꯤ ꯐꯥꯎꯕ ꯑꯁꯤ ꯔꯤꯂꯦꯇꯤꯕ ꯑꯃꯁꯨꯡ ꯏꯟꯇꯔꯀꯅꯦꯛꯇ ꯑꯣꯏꯕ ꯋꯥꯈꯜꯂꯣꯟꯁꯤꯡꯅꯤ ꯍꯥꯏꯅ ꯄ꯭ꯔꯄꯣꯖ ꯇꯧꯗꯨꯅ ꯌꯨꯅꯤꯚꯔꯁ ꯑꯁꯤꯕꯨ ꯂꯧꯅꯩ꯫